ꯔꯣꯃꯥꯟꯇꯤꯛ ꯃꯨꯗ ꯑꯃꯥ ꯀꯔꯝꯅꯥ ꯁꯦꯝꯒꯗꯒꯦ ꯍꯥꯏꯕꯒꯤ ꯋꯥꯈꯜꯂꯣꯟ ꯈꯔꯥ ꯁꯦꯝꯒꯠꯂꯨ꯫ ꯃꯩ ꯊꯥꯅꯕꯥ: ꯔꯨꯃꯗꯥ ꯂꯩꯕꯥ ꯃꯩꯉꯥꯜ ꯑꯗꯨ ꯁꯦꯝꯗꯣꯛ-ꯁꯦꯝꯖꯤꯟ ꯇꯧꯗꯨꯅꯥ ꯃꯑꯣꯡ ꯃꯇꯧ ꯑꯗꯨ ꯁꯦꯝꯃꯨ꯫ ꯃꯩꯉꯥꯜ ꯑꯗꯨ ꯍꯟꯊꯍꯜꯂꯨ, ꯅꯥꯠꯇ꯭ꯔꯥꯒꯥ ꯅꯨꯡꯉꯥꯏꯔꯕꯥ ꯐꯤꯚꯝ ꯑꯃꯥ ꯁꯦꯝꯅꯕꯥ ꯀꯦꯟꯗꯜ ꯅꯠꯇ꯭ꯔꯒꯥ ꯐꯦꯔꯤ ꯂꯥꯏꯠꯁꯤꯡ ꯁꯤꯖꯤꯟꯅꯧ꯫ ꯃ꯭ꯌꯨꯖꯤꯛ: ꯔꯣꯃꯥꯟꯇꯤꯛ ꯅꯠꯇ꯭ꯔꯒꯥ ꯔꯤꯂꯦꯛꯁꯦꯁꯟ ꯄ꯭ꯂꯦꯂꯤꯁꯠ ꯑꯃꯥ ꯕꯦꯛꯒ꯭ꯔꯥꯎꯟꯗꯥ ꯁꯥꯟꯅꯧ꯫ ꯄꯥꯔꯠꯅꯔ ꯑꯅꯤꯃꯛꯇꯥ ꯅꯨꯡꯉꯥꯏꯕꯥ ꯏꯁꯩꯁꯤꯡ ꯈꯅꯍꯜꯕꯤꯌꯨ, ꯑꯃꯁꯨꯡ ꯅꯨꯃꯤꯗꯥꯡꯒꯤ ꯃꯇꯝꯒꯤ ꯋꯥꯈꯜ ꯅꯠꯇ꯭ꯔꯒꯥ ꯊꯤꯝꯒꯥ ꯃꯥꯟꯅꯅꯥ ꯂꯧꯕꯤꯌꯨ꯫ ꯃꯅꯝꯁꯤꯡ: ꯔꯨꯃꯗꯥ ꯅꯨꯡꯉꯥꯏꯕꯥ ꯃꯅꯝ ꯑꯃꯥ ꯁꯦꯝꯅꯕꯥ ꯃꯅꯝ ꯆꯦꯜꯂꯕꯥ ꯀꯦꯟꯗꯂꯁꯤꯡ, ꯑꯣꯏꯜ ꯗꯤꯐ꯭ꯌꯨꯁꯔꯁꯤꯡ ꯅꯠꯇ꯭ꯔꯒꯥ ꯄꯣꯠꯆꯩꯁꯤꯡ ꯁꯤꯖꯤꯟꯅꯧ꯫ ꯂꯦꯕꯦꯟꯗꯔ, ꯖꯦꯁꯃꯤꯟ, ꯑꯃꯁꯨꯡ ꯚꯦꯅꯤꯂꯥꯒꯨꯝꯕꯥ ꯃꯅꯝꯁꯤꯡꯅꯥ ꯊꯋꯥꯏ ꯌꯥꯎꯕꯥ ꯑꯃꯁꯨꯡ ꯔꯣꯃꯥꯟꯇꯤꯛ ꯑꯦꯝꯕꯤꯌꯦꯟꯁ ꯑꯃꯥ ꯁꯦꯝꯕꯗꯥ ꯃꯇꯦꯡ ꯄꯥꯡꯏ꯫ ꯂꯩ: ꯐꯖꯔꯕꯥ ꯂꯩꯒꯤ ꯊꯣꯡꯅꯥꯑꯣ ꯑꯃꯅꯥ ꯔꯨꯝ ꯑꯃꯍꯦꯛꯇꯗꯥ ꯔꯣꯃꯥꯟꯇꯤꯛ ꯇꯆ ꯑꯃꯥ ꯍꯥꯄꯆꯤꯟꯕꯥ ꯉꯝꯒꯅꯤ꯫ ꯄꯥꯔꯠꯅꯔ ꯑꯗꯨꯅꯥ ꯌꯥꯝꯅꯥ ꯄꯥꯝꯅꯕꯥ ꯃꯆꯨꯁꯤꯡ ꯑꯗꯨ ꯈꯜꯂꯨ ꯅꯠꯇ꯭ꯔꯒꯥ ꯒꯨꯂꯥꯞ ꯑꯃꯁꯨꯡ ꯂꯤꯂꯤꯒꯨꯝꯕꯥ ꯀ꯭ꯂꯥꯁꯤꯛ ꯔꯣꯃꯥꯟꯇꯤꯛ ꯕ꯭ꯂꯨꯝꯁꯤꯡ ꯈꯅꯕꯤꯌꯨ꯫ ꯅꯨꯡꯉꯥꯏꯕꯥ: ꯃꯐꯝ ꯑꯗꯨ ꯌꯥꯔꯤꯕꯃꯈꯩ ꯅꯨꯡꯉꯥꯏꯅꯥ ꯇꯔꯨ-ꯇꯅꯥꯟꯕꯥ ꯀꯝꯕꯜꯁꯤꯡ, ꯀꯨꯁꯟꯁꯤꯡ, ꯑꯃꯁꯨꯡ ꯅꯨꯡꯉꯥꯏꯅꯥ ꯐꯝꯐꯝꯒꯤ ꯊꯧꯔꯥꯡ ꯇꯧꯗꯨꯅꯥ ꯂꯩꯍꯟꯒꯗꯕꯅꯤ꯫ ꯄꯔꯁꯣꯅꯦꯜ ꯇꯆꯁꯤꯡ: ꯐ꯭ꯔꯦꯝ ꯇꯧꯔꯕꯥ ꯐꯣꯇꯣ ꯅꯠꯇꯔꯒꯥ ꯅꯣꯠꯁꯤꯡꯒꯨꯝꯕꯥ ꯄꯔꯁꯣꯅꯦꯜ ꯇꯆꯁꯤꯡ ꯍꯥꯄꯆꯤꯟꯗꯨꯅꯥ ꯑꯦꯠꯃꯣꯁꯐꯤꯌꯥꯔ ꯑꯗꯨ ꯍꯦꯟꯅꯥ ꯏꯟꯇꯤꯃꯦꯇꯦꯗ ꯑꯃꯁꯨꯡ ꯁ꯭ꯄꯦꯁꯤꯑꯦꯜ ꯑꯣꯏꯍꯜꯂꯨ꯫ ꯆꯥꯅꯕꯥ ꯑꯃꯁꯨꯡ ꯊꯛꯅꯕꯥ: ꯌꯥꯝꯅꯥ ꯄꯥꯝꯅꯕꯥ ꯆꯥꯅꯕꯥ ꯅꯠꯇꯔꯒꯥ ꯊꯛꯅꯕꯥ ꯏꯁꯤꯡ ꯑꯃꯥ ꯁꯦꯝꯃꯨ, ꯅꯠꯇ꯭ꯔꯒꯥ ꯁꯦꯌꯔ ꯇꯧꯅꯕꯥ ꯋꯥꯏꯟ ꯅꯠꯇ꯭ꯔꯒꯥ ꯆꯦꯝꯄꯤꯌꯟ ꯕꯣꯇꯜ ꯑꯃꯥ ꯍꯥꯡꯗꯣꯛꯎ꯫ ꯑꯦꯛꯁꯄꯤꯔꯤꯑꯦꯟꯁ ꯑꯗꯨ ꯑꯈꯟꯅꯕꯥ ꯑꯃꯥ ꯑꯣꯏꯍꯟꯅꯕꯥ ꯏꯂꯤꯒꯦꯟꯠ ꯁꯔꯚꯤꯡ ꯗꯤꯁꯁꯤꯡ ꯑꯃꯁꯨꯡ ꯒ꯭ꯂꯥꯁꯋꯦꯌꯔꯁꯤꯡ ꯁꯤꯖꯤꯟꯅꯧ꯫ ꯑꯉꯛꯄꯥ: ꯅꯨꯃꯤꯗꯥꯡꯗꯥ ꯔꯣꯃꯥꯟ꯭ꯁ ꯑꯃꯁꯨꯡ ꯑꯦꯛꯁꯥꯏꯇꯦꯁꯅꯒꯤ ꯑꯍꯦꯅꯕꯥ ꯃꯆꯥꯛ ꯑꯃꯥ ꯍꯥꯞꯆꯤꯟꯅꯕꯥ ꯄꯥꯔꯠꯅꯔ ꯑꯗꯨꯒꯤꯗꯃꯛꯇꯥ ꯑꯉꯛꯄꯥ ꯑꯃꯥ ꯊꯧꯔꯥꯡ ꯇꯧꯕꯤꯌꯨ, ꯍꯥꯏꯕꯗꯤ ꯑꯈꯟꯅꯕꯥ ꯊꯕꯛ ꯑꯃꯥ ꯅꯠꯇ꯭ꯔꯒꯥ ꯈꯨꯗꯣꯜ ꯑꯃꯥ꯫ ꯐ꯭ꯔꯣꯖꯟ ꯐꯨꯗ ꯊꯥꯗꯣꯛꯄꯒꯤ ꯊꯧꯑꯣꯡ ꯑꯗꯨ ꯈꯪꯗꯣꯛꯎ꯫ ꯐ꯭ꯔꯣꯖꯟ ꯐꯨꯗ ꯊꯛꯄꯥ ꯍꯥꯏꯕꯁꯤ ꯆꯥꯛ ꯊꯣꯡꯗ꯭ꯔꯤꯉꯩ ꯅꯠꯇ꯭ꯔꯒꯥ ꯆꯥꯗ꯭ꯔꯤꯉꯩ ꯃꯃꯥꯡꯗꯥ ꯁꯥꯐꯕꯥ ꯇꯦꯝꯄꯦꯔꯦꯆꯔ ꯑꯃꯗꯥ ꯂꯥꯛꯄꯥ ꯌꯥꯍꯅꯕꯒꯤ ꯊꯧꯑꯣꯡꯅꯤ꯫ ꯃꯁꯤ ꯇꯧꯅꯕꯒꯤ ꯄꯥꯝꯕꯩ ꯀꯌꯥ ꯂꯩ: ꯔꯦꯐ꯭ꯔꯤꯖꯔꯦꯇꯔ: ꯃꯁꯤ ꯈ꯭ꯋꯥꯏꯗꯒꯤ ꯀꯃꯟ ꯑꯣꯏꯕꯥ ꯑꯃꯁꯨꯡ ꯈ꯭ꯋꯥꯏꯗꯒꯤ ꯁꯥꯐꯕꯥ ꯃꯦꯊꯗꯅꯤ꯫ ꯐ꯭ꯔꯣꯖꯟ ꯇꯧꯔꯕꯥ ꯆꯤꯟꯖꯥꯛ ꯑꯗꯨ ꯐ꯭ꯔꯤꯖꯔꯗꯒꯤ ꯔꯦꯐ꯭ꯔꯤꯖꯔꯦꯇꯔꯗꯥ ꯁꯨꯞꯅꯒꯤ ꯂꯧꯊꯣꯛꯎ, ꯃꯗꯨ ꯔꯦꯐ꯭ꯔꯤꯖꯔꯦꯇꯔꯒꯤ ꯅꯨꯡꯁꯤꯠꯅꯥ ꯇꯞꯅꯥ ꯇꯞꯅꯥ ꯗꯤꯐ꯭ꯔꯣꯁ꯭ꯠ ꯇꯧꯕꯥ ꯌꯥꯍꯜꯂꯨ꯫ ꯃꯁꯤ ꯄꯣꯠ ꯑꯗꯨꯒꯤ ꯁꯥꯏꯖꯒꯤ ꯃꯇꯨꯡ ꯏꯟꯅꯥ ꯄꯨꯡ ꯀꯌꯥ ꯅꯠꯇꯔꯒꯥ ꯅꯨꯃꯤꯠ ꯆꯨꯞꯄꯥ ꯐꯥꯎꯕꯥ ꯆꯪꯕꯥ ꯌꯥꯏ꯫ ꯀꯣꯜꯗ ꯋꯥꯇꯔ: ꯐ꯭ꯔꯣꯖꯟ ꯇꯧꯔꯕꯥ ꯆꯤꯟꯖꯥꯛ ꯑꯗꯨ ꯂꯤꯛ-ꯄ꯭ꯔꯨꯐ ꯄ꯭ꯂꯥꯁꯇꯤꯛ ꯕꯦꯒ ꯑꯃꯗꯥ ꯊꯝꯃꯨ ꯑꯃꯁꯨꯡ ꯃꯗꯨ ꯑꯏꯪꯕꯥ ꯏꯁꯤꯡꯗꯥ ꯂꯨꯞꯊꯣꯛꯑꯨ꯫ ꯆꯤꯟꯖꯥꯛ ꯑꯗꯨ ꯁꯥꯐꯕꯥ ꯇꯦꯝꯄꯦꯔꯦꯆꯔꯗꯥ ꯂꯩꯍꯟꯅꯕꯥ ꯃꯤꯅꯠ ꯀꯨꯟꯊ꯭ꯔꯥ ꯈꯨꯗꯤꯡꯒꯤ ꯏꯁꯤꯡ ꯍꯣꯡꯗꯣꯛꯎ꯫ ꯑꯌꯥꯝꯕꯥ ꯑꯄꯤꯛꯄꯥ ꯄꯣꯠꯁꯛꯁꯤꯡꯗꯤ ꯄꯨꯡ ꯑꯃꯒꯤ ꯃꯅꯨꯡꯗꯥ ꯗꯤꯐ꯭ꯔꯣꯁ꯭ꯠ ꯇꯧꯏ, ꯑꯗꯨꯕꯨ ꯑꯆꯧꯕꯥ ꯄꯣꯠꯁꯛꯁꯤꯡꯗꯤ ꯃꯇꯝ ꯍꯦꯟꯅꯥ ꯆꯪꯂꯝꯕꯥ ꯌꯥꯏ꯫ ꯃꯥꯏꯀ꯭ꯔꯣꯋꯦꯕ: ꯃꯥꯏꯀ꯭ꯔꯣꯋꯦꯕꯇꯥ ꯗꯤꯐ꯭ꯔꯣꯁ꯭ꯠ ꯁꯦꯇꯤꯡ ꯁꯤꯖꯤꯟꯅꯕꯅꯥ ꯆꯤꯟꯖꯥꯛꯁꯤꯡꯁꯨ ꯊꯨꯅꯥ ꯊꯛꯄꯥ ꯌꯥꯏ꯫ ꯃꯥꯏꯀ꯭ꯔꯣꯋꯦꯕ-ꯁꯦꯐ ꯗꯤꯁ ꯑꯃꯥ ꯁꯣꯏꯗꯅꯥ ꯁꯤꯖꯤꯟꯅꯧ ꯑꯃꯁꯨꯡ ꯗꯤꯐ꯭ꯔꯣꯁ꯭ꯠ ꯇꯧꯅꯕꯒꯤꯗꯃꯛ ꯃꯦꯟꯌꯨꯐꯦꯛꯆꯔꯔ ꯑꯗꯨꯅꯥ ꯄꯤꯕꯥ ꯏꯟꯁ꯭ꯇꯔꯛꯁꯟꯁꯤꯡ ꯑꯗꯨ ꯏꯟꯒꯗꯕꯅꯤ꯫ ꯗꯤꯐ꯭ꯔꯣꯁ꯭ꯇꯤꯡꯒꯤ ꯃꯇꯝ ꯑꯁꯤ ꯆꯤꯟꯖꯥꯛꯀꯤ ꯁꯥꯏꯖ ꯑꯃꯁꯨꯡ ꯃꯥꯏꯀ꯭ꯔꯣꯋꯦꯕ ꯋꯥꯇꯦꯖꯒꯤ ꯃꯇꯨꯡ ꯏꯟꯅꯥ ꯈꯦꯠꯅꯒꯅꯤ꯫ ꯔꯨꯝ ꯇꯦꯝꯄꯦꯔꯦꯆꯔ: ꯆꯤꯟꯖꯥꯛꯁꯤꯡꯒꯤ ꯑꯄꯤꯛꯄꯥ ꯁꯔꯨꯛꯁꯤꯡ ꯑꯗꯨ ꯔꯨꯝ ꯇꯦꯝꯄꯦꯔꯦꯆꯔꯗꯥ ꯊꯝꯖꯤꯟꯕꯥ ꯌꯥꯏ, ꯑꯗꯨꯕꯨ ꯔꯨꯝ ꯇꯦꯝꯄꯦꯔꯦꯆꯔꯗꯥ ꯃꯇꯝ ꯁꯥꯡꯅꯥ ꯊꯝꯖꯤꯜꯂꯕꯥ ꯆꯤꯟꯖꯥꯛꯇꯥ ꯕꯦꯛꯇꯦꯔꯤꯌꯥ ꯍꯦꯟꯒꯠꯂꯛꯄꯥ ꯌꯥꯏ ꯍꯥꯏꯕꯁꯤꯅꯥ ꯃꯦꯊꯗ ꯑꯁꯤ ꯔꯤꯀꯃꯦꯟꯗ ꯇꯧꯗꯦ꯫ ꯁꯤꯖꯤꯟꯅꯔꯤꯕꯥ ꯃꯦꯊꯗ ꯑꯗꯨ ꯀꯔꯤꯒꯨꯝꯕꯥ ꯃꯈꯜ ꯑꯃꯠꯇꯒꯤ ꯑꯣꯏꯔꯕꯁꯨ, ꯕꯦꯛꯇꯦꯔꯤꯌꯥ ꯍꯦꯅꯒꯠꯂꯛꯄꯥ ꯊꯤꯡꯅꯕꯥ ꯆꯤꯟꯖꯥꯛ ꯑꯗꯨ ꯊꯣꯡ-ꯊꯥꯀꯄꯒꯤ ꯃꯇꯨꯡꯗꯥ ꯈꯨꯗꯛꯇꯥ ꯆꯥꯄꯥ ꯍꯥꯏꯕꯁꯤ ꯌꯥꯝꯅꯥ ꯃꯔꯨꯑꯣꯏ꯫ ꯃꯁꯤꯒꯤ ꯃꯊꯛꯇꯥ, ꯊꯣꯡ-ꯊꯥꯀꯄꯥ ꯆꯤꯟꯖꯥꯀꯁꯤꯡ ꯑꯃꯨꯛ ꯍꯟꯅꯥ ꯐ꯭ꯔꯤꯖ ꯇꯧꯗꯕꯥ ꯍꯥꯏꯕꯁꯤꯁꯨ ꯃꯔꯨꯑꯣꯏ, ꯃꯔꯝꯗꯤ ꯃꯁꯤꯅꯥ ꯃꯁꯤꯒꯤ ꯃꯒꯨꯟ ꯑꯃꯁꯨꯡ ꯁꯦꯐꯇꯤꯗꯥ ꯑꯀꯥꯏꯕꯥ ꯄꯤꯕꯥ ꯌꯥꯏ꯫।